ꯁꯤꯡꯒꯜ-ꯌꯨꯖ ꯄ꯭ꯂꯥꯁ꯭ꯇꯤꯛ ꯍꯟꯊꯍꯟꯕꯥ: ꯄ꯭ꯂꯥꯁ꯭ꯇꯤꯛ ꯑꯃꯣꯠꯄꯥ ꯍꯟꯊꯍꯟꯅꯕꯒꯤ ꯈ꯭ꯋꯥꯏꯗꯒꯤ ꯏꯐꯦꯛꯇꯤꯕ ꯑꯣꯏꯕ ꯄꯥꯝꯕꯩ ꯑꯃꯗꯤ ꯁ꯭ꯇꯣꯔ, ꯏꯁꯤꯡꯒꯤ ꯕꯣꯇꯜ, ꯑꯃꯁꯨꯡ ꯄ꯭ꯂꯥꯁ꯭ꯇꯤꯛ ꯕꯦꯒꯥꯒꯨꯝꯕꯥ ꯁꯤꯡꯒꯜ ꯌꯨꯖ ꯄ꯭ꯂꯥꯁ꯭ꯇꯤꯛꯁꯤꯡ ꯁꯤꯖꯤꯟꯅꯗꯕꯅꯤ꯫ ꯃꯗꯨꯒꯤ ꯃꯍꯨꯠꯇ ꯑꯩꯈꯣꯏꯅ ꯙꯥꯇꯨꯒꯤ ꯈꯣꯡꯎꯞ, ꯑꯃꯨꯛ ꯍꯟꯅ ꯁꯤꯖꯤꯟꯅꯕ ꯌꯥꯕ ꯏꯁꯤꯡꯒꯤ ꯕꯣꯇꯜꯁꯤꯡ, ꯑꯃꯁꯨꯡ ꯐꯤꯒꯤ ꯒ꯭ꯔꯣꯁꯔꯤ ꯕꯦꯒꯥꯁꯤꯡꯒꯨꯝꯕ ꯑꯃꯨꯛ ꯍꯟꯅ ꯁꯤꯖꯤꯟꯅꯕ ꯌꯥꯕ ꯑꯜꯇꯔꯅꯦꯇꯤꯕꯁꯤꯡ ꯁꯤꯖꯤꯟꯅꯕ ꯌꯥꯏ꯫ ꯔꯤꯁꯥꯏꯀꯜ ꯇꯧꯕ ꯑꯃꯁꯨꯡ ꯀꯝꯄꯣꯁ꯭ꯇꯤꯡ ꯇꯧꯕ: ꯄ꯭ꯂꯥꯁ꯭ꯇꯤꯛ ꯑꯥꯏꯇꯦꯝꯁꯤꯡ ꯔꯤꯁꯥꯏꯀꯜ ꯇꯧꯕ ꯑꯃꯁꯨꯡ ꯑꯣꯔꯒꯥꯅꯤꯛ ꯋꯦꯁ꯭ꯠ ꯀꯝꯄꯣꯁ꯭ꯠ ꯇꯧꯕꯅ ꯂꯦꯟꯗꯥꯐꯤꯜꯗꯥ ꯂꯣꯏꯕꯥ ꯄ꯭ꯂꯥꯁ꯭ꯇꯤꯛ ꯑꯃꯣꯠꯄꯁꯤꯡꯒꯤ ꯆꯥꯡ ꯑꯁꯤ ꯌꯥꯝꯅ ꯍꯟꯊꯍꯟꯕ ꯉꯃꯒꯅꯤ꯫ ꯔꯤꯁꯥꯏꯀꯜ ꯇꯧꯕ ꯌꯥꯕꯥ ꯃꯆꯥꯛꯁꯤꯡ ꯃꯑꯣꯡ ꯆꯨꯝꯅ ꯌꯦꯟꯊꯣꯛꯇꯨꯅ ꯑꯃꯁꯨꯡ ꯊꯥꯗꯣꯛꯇꯨꯅ ꯃꯈꯣꯏꯅ ꯃꯈꯣꯏꯕꯨ ꯑꯃꯨꯛ ꯍꯟꯅ ꯁꯤꯖꯤꯟꯅꯕ ꯑꯃꯁꯨꯡ ꯑꯃꯨꯛ ꯍꯟꯅ ꯁꯤꯖꯤꯟꯅꯕ ꯌꯥꯍꯟꯕ ꯉꯝꯒꯅꯤ꯫ ꯃꯁꯤꯒꯤ ꯃꯊꯛꯇꯥ, ꯐꯨꯗ ꯋꯦꯁ꯭ꯠ ꯀꯝꯄꯣꯁ꯭ꯠ ꯇꯧꯕꯥ ꯑꯃꯁꯨꯡ ꯌꯥꯔꯗ ꯇ꯭ꯔꯤꯝꯁꯤꯡꯅ ꯑꯩꯈꯣꯏꯅ ꯁꯤꯖꯤꯟꯅꯔꯤꯕ ꯄ꯭ꯂꯥꯁ꯭ꯇꯤꯛ ꯒꯥꯔꯕꯦꯖ ꯕꯦꯒꯥꯁꯤꯡꯒꯤ ꯆꯥꯡ ꯍꯟꯊꯍꯟꯕꯗ ꯃꯇꯦꯡ ꯄꯥꯡꯏ꯫ ꯏꯀꯣ-ꯐ꯭ꯔꯦꯟꯗꯂꯤ ꯀꯝꯄꯦꯅꯤꯁꯤꯡꯗ ꯃꯇꯦꯡ ꯄꯥꯡꯕꯥ: ꯄ꯭ꯂꯥꯁ꯭ꯇꯤꯛ ꯑꯃꯣꯠꯄꯥ ꯍꯟꯊꯍꯟꯅꯕꯒꯤ ꯑꯇꯣꯞꯄꯥ ꯄꯥꯝꯕꯩ ꯑꯃꯗꯤ ꯏꯀꯣ-ꯐ꯭ꯔꯦꯟꯗꯂꯤ ꯑꯃꯁꯨꯡ ꯇꯨꯡ ꯀꯣꯏꯅ ꯆꯠꯀꯗꯕꯥ ꯊꯧꯑꯣꯡꯁꯤꯡꯗ ꯃꯔꯨ ꯑꯣꯏꯕ ꯄꯤꯔꯤꯕꯥ ꯀꯝꯄꯦꯅꯤꯁꯤꯡꯗꯥ ꯃꯇꯦꯡ ꯄꯥꯡꯕꯅꯤ꯫ ꯃꯁꯤꯗ ꯕꯥꯏꯑꯣꯗꯤꯒ꯭ꯔꯦꯗꯦꯕꯜ ꯅꯠꯇꯔꯒ ꯀꯝꯄꯣꯁ꯭ꯇꯦꯕꯜ ꯃꯆꯥꯛꯁꯤꯡꯗꯒꯤ ꯁꯦꯝꯕ ꯃꯤꯅꯤꯃꯝ ꯄ꯭ꯂꯥꯁ꯭ꯇꯤꯛ ꯄꯦꯀꯦꯖꯤꯡ ꯅꯠꯇꯔꯒ ꯄꯦꯀꯦꯖꯤꯡ ꯁꯤꯖꯤꯟꯅꯔꯤꯕꯥ ꯀꯝꯄꯦꯅꯤꯁꯤꯡ, ꯂꯣꯏꯅꯅꯥ ꯃꯈꯣꯏꯒꯤ ꯑꯣꯄꯔꯦꯁꯟꯁꯤꯡꯗ ꯔꯤꯁꯥꯏꯀꯜ ꯇꯧꯕ ꯑꯃꯁꯨꯡ ꯀꯝꯄꯣꯁ꯭ꯇꯤꯡ ꯄ꯭ꯔꯣꯒ꯭ꯔꯥꯝꯁꯤꯡ ꯌꯥꯎꯕ ꯀꯝꯄꯦꯅꯤꯁꯤꯡ ꯌꯥꯎꯔꯤ꯫ ꯀꯝꯄꯦꯅꯤꯁꯤꯡ ꯑꯁꯤꯕꯨ ꯄꯨꯛꯅꯤꯡ ꯊꯧꯒꯠꯇꯨꯅ ꯑꯃꯁꯨꯡ ꯃꯇꯦꯡ ꯄꯥꯡꯗꯨꯅ ꯑꯩꯈꯣꯏꯅꯥ ꯄ꯭ꯂꯥꯁ꯭ꯇꯤꯛ ꯑꯃꯣꯠꯄꯥ ꯄꯨꯊꯣꯛꯄ ꯑꯄꯨꯟꯕ ꯍꯟꯊꯍꯟꯕꯗꯥ ꯃꯇꯦꯡ ꯄꯥꯡꯕ ꯉꯝꯒꯅꯤ꯫ ꯗꯦꯇꯥ ꯁꯥꯏꯟꯁꯀꯤ ꯑꯅꯧꯕꯥ ꯇ꯭ꯔꯦꯟꯗꯥꯁꯤꯡꯒꯤ ꯃꯇꯥꯡꯗ ꯈꯟꯅꯗꯨꯅ ꯕ꯭ꯂꯣꯒꯥ ꯄꯣꯁ꯭ꯠ ꯑꯃꯥ ꯏꯕꯤꯌꯨ꯫ ꯍꯧꯈꯤꯕꯥ ꯆꯍꯤ ꯈꯔꯁꯤꯗꯥ ꯗꯦꯇꯥ ꯁꯥꯏꯟꯁ ꯑꯁꯤ ꯈ꯭ꯋꯥꯏꯗꯒꯤ ꯌꯥꯡꯅ ꯆꯥꯎꯈꯠꯂꯛꯂꯤꯕꯥ ꯂꯝꯁꯤꯡꯒꯤ ꯃꯅꯨꯡꯗꯥ ꯑꯃꯅꯤ, ꯑꯃꯁꯨꯡ ꯃꯁꯤꯅꯥ ꯃꯈꯥ ꯇꯥꯅꯥ ꯕ꯭ꯔꯦꯛꯅꯦꯛ ꯈꯣꯡꯖꯦꯜꯗ ꯆꯥꯎꯈꯠꯂꯛꯂꯤ꯫ ꯑꯩꯈꯣꯏꯅ ꯗꯦꯇꯥ ꯍꯦꯟꯅꯥ ꯁꯦꯝꯒꯠꯂꯛꯄꯥ ꯑꯃꯁꯨꯡ ꯀꯟꯖ꯭ꯌꯨꯝ ꯇꯧꯔꯛꯄꯒ ꯂꯣꯏꯅꯅꯥ ꯍꯩꯊꯣꯏ-ꯁꯤꯡꯊꯣꯏꯔꯕ ꯗꯦꯇꯥ ꯁꯥꯏꯟꯇꯤꯁ꯭ꯁꯤꯡꯒꯤ ꯗꯤꯃꯥꯟꯗꯥ ꯍ‌ꯦꯟꯒꯠꯂꯛꯏ꯫ ꯕ꯭ꯂꯣꯒ ꯄꯣꯁ꯭ꯠ ꯑꯁꯤꯗ ꯑꯩꯈꯣꯏꯅꯥ ꯏꯟꯗꯁ꯭ꯇꯔꯤꯒꯤ ꯇꯨꯡꯒꯤ ꯐꯤꯕꯝ ꯁꯦꯝꯒꯠꯂꯤꯕꯥ ꯗꯦꯇꯥ ꯁꯥꯏꯟꯁꯀꯤ ꯑꯅꯧꯕꯥ ꯇ꯭ꯔꯦꯟꯗ ꯈꯔꯒꯤ ꯃꯇꯥꯡꯗꯥ ꯈꯟꯅꯒꯅꯤ꯫ ꯑꯣꯇꯣꯃꯦꯇꯦꯗ ꯃꯦꯁꯤꯟ ꯂꯔꯅꯤꯡ: ꯃꯦꯁꯤꯟ ꯂꯔꯅꯤꯡ ꯑꯁꯤ ꯗꯦꯇꯥ ꯁꯥꯏꯟꯁ ꯄ꯭ꯔꯣꯖꯦꯛ ꯀꯌꯥꯒꯤ ꯃꯔꯨꯑꯣꯏꯕ ꯀꯝꯄꯣꯅꯦꯟꯇ ꯑꯃꯅꯤ, ꯑꯃꯁꯨꯡ ꯃꯁꯤꯅ ꯑꯆꯨꯝꯕꯥ ꯃꯣꯗꯦꯜꯁꯤꯡ ꯁꯦꯝꯒꯠꯄꯗ ꯃꯁꯛ ꯊꯣꯛꯄꯥ ꯑꯦꯛꯁꯄꯥꯔꯠꯁꯤꯡ ꯑꯃꯁꯨꯡ ꯃꯇꯝ ꯀꯌꯥ ꯆꯪꯏ꯫ ꯑꯗꯨꯝ ꯑꯣꯏꯅꯃꯛ ꯑꯣꯇꯣꯃꯦꯇꯦꯗ ꯃꯦꯁꯤꯟ ꯂꯔꯅꯤꯡ ꯂꯥꯛꯄꯒꯥ ꯂꯣꯏꯅꯅꯥ ꯃꯦꯁꯤꯟ ꯂꯔꯅꯤꯡ ꯃꯣꯗꯦꯜꯁꯤꯡ ꯁꯦꯝꯒꯠꯄꯒꯤ ꯊꯧꯑꯣꯡ ꯑꯁꯤ ꯅꯟ-ꯑꯦꯛꯁꯄꯥꯔꯠꯁꯤꯡꯗꯥ ꯍꯦꯟꯅ ꯈꯨꯗꯣꯡꯆꯥꯕ ꯑꯣꯏꯔꯛꯂꯤ꯫ ꯑꯣꯇꯣꯃꯦꯇꯦꯗ ꯃꯦꯁꯤꯟ ꯂꯔꯅꯤꯡꯒꯤ ꯄ꯭ꯂꯦꯠꯐꯣꯔꯝꯁꯤꯡꯅ ꯑꯄꯤꯕꯥ ꯗꯦꯇꯥꯁꯠ ꯑꯃꯒꯤꯗꯃꯛ ꯈ꯭ꯋꯥꯏꯗꯒꯤ ꯐꯕꯥ ꯃꯦꯁꯤꯟ ꯂꯔꯅꯤꯡ ꯃꯣꯗꯦꯜ ꯃꯁꯥ ꯃꯊꯟꯇꯥ ꯈꯟꯕꯗꯥ ꯑꯃꯁꯨꯡ ꯃꯤꯑꯣꯏꯕꯒꯤ ꯏꯟꯇꯔꯚꯦꯟꯁꯟ ꯌꯥꯎꯗꯅꯥ ꯋꯥꯈꯜꯂꯣꯟꯁꯤꯡ ꯁꯦꯝꯒꯠꯅꯕ ꯑꯅꯧꯕꯥ ꯑꯦꯜꯒꯣꯔꯤꯊꯝꯁꯤꯡ ꯁꯤꯖꯤꯟꯅꯩ꯫ ꯃꯃꯤꯡ ꯂꯩꯔꯕ ꯁꯥꯟꯅꯔꯣꯏꯁꯤꯡꯒꯤ ꯃꯔꯝꯗꯥ ꯇ꯭ꯔꯤꯕꯤꯌꯥ ꯒꯦꯝ ꯑꯃꯥ ꯁꯦꯝꯒꯠꯄꯥ꯫ ꯃꯃꯤꯡ ꯂꯩꯔꯕꯥ ꯁꯥꯟꯅꯔꯣꯏꯁꯤꯡꯒꯤ ꯇ꯭ꯔꯤꯕꯤꯌꯥ ꯒꯦꯝ ꯑꯁꯤꯗꯥ ꯇꯔꯥꯝꯅꯥ ꯑꯣꯛꯆꯔꯤ! ꯒꯦꯝ ꯑꯁꯤꯗꯥ ꯑꯗꯣꯝꯅ ꯃꯇꯝ ꯄꯨꯝꯅꯃꯛꯇꯥ ꯈ꯭ꯋꯥꯏꯗꯒꯤ ꯑꯊꯣꯏꯕ ꯁꯥꯟꯅꯔꯣꯏ ꯈꯔꯒꯤ ꯃꯇꯥꯡꯗꯥ ꯑꯗꯣꯝꯒꯤ ꯂꯧꯁꯤꯡ ꯑꯗꯨ ꯆꯥꯡꯌꯦꯡ ꯇꯧꯒꯅꯤ꯫